ꯑꯩꯒꯤ ꯁꯔꯆ ꯏꯟꯖꯤꯟ ꯑꯗꯨ ꯑꯣꯞꯇꯤꯃꯥꯏꯖ ꯇꯧꯅꯕꯥ ꯑꯩꯅꯥ ꯀꯔꯤ ꯇꯧꯕꯥ ꯌꯥꯕꯒꯦ? ꯅꯍꯥꯛꯀꯤ ꯁꯔꯆ ꯏꯟꯖꯤꯟ ꯑꯗꯨ ꯑꯣꯞꯇꯤꯃꯥꯏꯖ ꯇꯧꯅꯕꯥ ꯅꯍꯥꯛꯅꯥ ꯏꯟꯒꯗꯕꯥ ꯇꯤꯞꯁ ꯈꯔꯥ ꯃꯈꯥꯗꯥ ꯄꯤꯔꯤ: ꯃꯔꯤ ꯂꯩꯅꯕꯥ ꯀꯤ-ꯋꯥꯔꯗꯁꯤꯡ ꯈꯪꯗꯣꯛꯄꯥ ꯑꯃꯁꯨꯡ ꯁꯤꯖꯤꯟꯅꯕꯥ: ꯃꯄꯨꯡꯐꯥꯕꯥ ꯀꯤ-ꯋꯥꯔꯗ ꯔꯤꯁꯔꯆ ꯇꯧꯕꯥ ꯑꯃꯁꯨꯡ ꯅꯍꯥꯛꯀꯤ ꯀꯟꯇꯦꯟꯇ, ꯃꯦꯇꯥ ꯇꯦꯒ, ꯑꯃꯁꯨꯡ ꯏꯃꯦꯖ ꯐꯥꯏꯜꯒꯤ ꯃꯃꯤꯡꯁꯤꯡꯗꯥ ꯈ꯭ꯋꯥꯏꯗꯒꯤ ꯃꯔꯤ ꯂꯩꯅꯕꯥ ꯀꯤ-ꯋꯥꯔꯗꯁꯤꯡ ꯁꯤꯖꯤꯟꯅꯧ꯫ ꯑꯋꯥꯡꯕꯥ ꯊꯥꯛꯀꯤ ꯀꯟꯇꯦꯟꯇ ꯄꯨꯊꯣꯛꯄꯥ: ꯄꯥꯔꯤꯕꯁꯤꯡꯗꯥ ꯚꯦꯜꯌꯨ ꯄꯤꯕꯥ ꯉꯝꯕꯥ ꯌꯥꯝꯅꯥ ꯐꯖꯅꯥ ꯏꯕꯥ, ꯏꯟꯐꯣꯔꯃꯦꯇꯤꯕ ꯑꯣꯏꯕꯥ ꯑꯃꯁꯨꯡ ꯃꯤꯠꯌꯦꯡ ꯊꯝꯕꯥ ꯀꯟꯇꯦꯟꯇ ꯑꯃꯥ ꯁꯦꯝꯅꯕꯥ ꯄꯥꯟꯗꯝ ꯊꯝꯃꯨ꯫ ꯁꯔꯆ ꯏꯟꯖꯤꯟꯁꯤꯡꯅꯥ ꯋꯦꯕꯁꯥꯏꯠꯁꯤꯡꯗꯥ ꯑꯅꯧꯕꯥ, ꯃꯔꯤ ꯂꯩꯅꯕꯥ ꯑꯃꯁꯨꯡ ꯃꯒꯨꯟ ꯂꯩꯕꯥ ꯀꯟꯇꯦꯟꯇꯁꯤꯡꯒꯥ ꯂꯣꯏꯅꯅꯥ ꯃꯅꯥ ꯄꯤꯔꯤ꯫ ꯌꯨꯖꯔ ꯑꯦꯛꯁꯄꯤꯔꯤꯑꯦꯟꯁ ꯐꯒꯠꯍꯟꯅꯕꯥ: ꯅꯍꯥꯛꯀꯤ ꯋꯦꯕꯁꯥꯏꯠ ꯑꯁꯤ ꯆꯠꯊꯣꯛ-ꯆꯠꯁꯤꯟ ꯇꯧꯕꯗꯥ ꯂꯥꯏꯕꯥ, ꯊꯨꯅꯥ ꯂꯣꯗ ꯇꯧꯕꯥ ꯑꯃꯁꯨꯡ ꯃꯣꯕꯥꯏꯜꯗꯥ ꯔꯦꯁꯄꯣꯟꯁꯤꯕꯜ ꯑꯣꯏꯕꯥ ꯁꯣꯏꯗꯅꯥ ꯑꯣꯏꯍꯟꯒꯗꯕꯅꯤ꯫ ꯄꯣꯖꯤꯇꯤꯚ ꯑꯣꯏꯕꯥ ꯌꯨꯖꯔ ꯑꯦꯛꯁꯄꯤꯔꯤꯑꯦꯟꯁ ꯑꯃꯅꯥ ꯕꯥꯎꯟꯁ ꯔꯦꯠ ꯍꯟꯊꯍꯟꯕꯥ ꯑꯃꯁꯨꯡ ꯍꯦꯟꯅꯥ ꯋꯥꯡꯕꯥ ꯑꯦꯡꯒꯦꯖꯃꯦꯟꯇ ꯊꯣꯛꯍꯟꯕꯥ ꯌꯥꯏ, ꯃꯗꯨꯅꯥ ꯅꯍꯥꯛꯀꯤ ꯁꯔꯆ ꯏꯟꯖꯤꯟꯒꯤ ꯔꯦꯡꯀꯤꯡ ꯐꯒꯠꯍꯟꯕꯥ ꯉꯝꯒꯅꯤ꯫ ꯑꯋꯥꯡꯕꯥ ꯊꯥꯛꯀꯤ ꯕꯦꯛꯂꯤꯡꯀꯁꯤꯡ ꯂꯧꯕꯥ: ꯃꯃꯤꯡ ꯂꯩꯔꯕꯥ ꯑꯃꯁꯨꯡ ꯑꯣꯊꯣꯔꯤꯇꯤ ꯑꯣꯏꯕꯥ ꯋꯦꯕꯁꯥꯏꯇꯁꯤꯡꯗꯒꯤ ꯕꯦꯛꯂꯤꯡꯀꯁꯤꯡꯅꯥ ꯅꯍꯥꯛꯀꯤ ꯋꯦꯕꯁꯥꯏꯇꯀꯤ ꯔꯦꯡ ꯐꯒꯠꯍꯟꯕꯥ ꯉꯝꯒꯅꯤ꯫ ꯁꯦꯌꯔ ꯇꯧꯕꯥ ꯌꯥꯕꯥ ꯀꯟꯇꯦꯟꯇ ꯁꯦꯝꯗꯨꯅꯥ, ꯒꯦꯁ ꯄꯣꯁ꯭ꯠ ꯇꯧꯗꯨꯅꯥ, ꯑꯃꯁꯨꯡ ꯑꯇꯩ ꯋꯦꯕꯁꯥꯏꯇꯁꯤꯡꯒꯥ ꯄꯨꯟꯅꯥ ꯊꯕꯛ ꯇꯧꯃꯤꯟꯅꯗꯨꯅꯥ ꯕꯦꯛꯂꯤꯡꯀꯁꯤꯡ ꯐꯪꯅꯕꯥ ꯄꯥꯟꯗꯝ ꯊꯝꯃꯨ꯫ ꯁꯣꯁꯤꯑꯦꯜ ꯃꯤꯗꯤꯌꯥ ꯁꯤꯖꯤꯟꯅꯕꯥ: ꯅꯍꯥꯛꯀꯤ ꯀꯟꯇꯦꯟꯇ ꯑꯗꯨ ꯁꯣꯁꯤꯑꯦꯜ ꯃꯤꯗꯤꯌꯥ ꯄ꯭ꯂꯦꯠꯐꯣꯔꯃꯁꯤꯡꯗꯥ ꯁꯦꯌꯔ ꯇꯧꯗꯨꯅꯥ ꯑꯦꯡꯒꯦꯖꯃꯦꯟꯇ ꯍꯦꯟꯒꯠꯍꯟꯅꯕꯥ ꯑꯃꯁꯨꯡ ꯅꯍꯥꯛꯀꯤ ꯋꯦꯕꯁꯥꯏꯇꯇꯥ ꯚꯤꯖꯤꯇꯔ ꯍꯦꯟꯅꯥ ꯄꯨꯛꯅꯤꯡ ꯆꯤꯡꯁꯤꯟꯕꯥ ꯉꯝꯒꯅꯤ꯫ ꯅꯍꯥꯛꯀꯤ ꯋꯦꯕꯁꯥꯏꯇꯀꯤ ꯃꯦꯇꯔꯤꯑꯦꯜꯁꯤꯡ ꯌꯦꯡꯁꯤꯟꯕꯥ ꯑꯃꯁꯨꯡ ꯑꯦꯅꯥꯂꯥꯏꯖ ꯇꯧꯕꯥ ꯅꯍꯥꯛꯀꯤ ꯋꯦꯕꯁꯥꯏꯇꯀꯤ ꯇ꯭ꯔꯥꯐꯤꯛ, ꯑꯦꯡꯒꯦꯖꯃꯦꯟꯇ ꯔꯦꯠ, ꯑꯃꯁꯨꯡ ꯑꯇꯩ ꯃꯔꯨꯑꯣꯏꯕꯥ ꯃꯦꯇꯔꯤꯑꯦꯜꯁꯤꯡ ꯌꯦꯡꯁꯤꯟꯅꯕꯥ ꯑꯦꯅꯥꯂꯥꯏꯇꯤꯛꯁ ꯇꯨꯜꯁꯤꯡ ꯁꯤꯖꯤꯟꯅꯧ꯫ ꯗꯦꯇꯥ ꯑꯁꯤ ꯁꯤꯖꯤꯟꯅꯗꯨꯅꯥ ꯑꯍꯣꯡꯕꯥ ꯄꯨꯔꯛꯀꯗꯕꯥ ꯃꯐꯝꯁꯤꯡ ꯈꯪꯗꯣꯛꯎ ꯑꯃꯁꯨꯡ ꯃꯗꯨꯒꯤ ꯃꯇꯨꯡ ꯏꯟꯅꯥ ꯅꯍꯥꯛꯀꯤ ꯁꯔꯁ ꯏꯟꯖꯤꯟ ꯑꯣꯞꯇꯤꯃꯥꯏꯖꯦꯁꯟ ꯑꯄꯨꯟꯕꯥ ꯑꯣꯏꯅꯥ, ꯅꯍꯥꯛꯀꯤ ꯁꯔꯆ ꯏꯟꯖꯤꯟ ꯑꯗꯨ ꯑꯣꯞꯇꯤꯃꯥꯏꯖ ꯇꯧꯕꯗꯥ ꯏꯟꯖꯤꯟ ꯑꯣꯞꯇꯤꯃꯥꯏꯖꯦꯁꯟꯒꯤꯗꯃꯛꯇꯥ ꯈ꯭ꯋꯥꯏꯗꯒꯤ ꯐꯕꯥ ꯊꯧꯑꯣꯡꯁꯤꯡ ꯉꯥꯛꯅꯥ ꯆꯠꯂꯒꯥ ꯅꯍꯥꯛꯀꯤ ꯋꯦꯕꯁꯥꯏꯠ ꯑꯃꯁꯨꯡ ꯃꯁꯤꯒꯤ ꯀꯟꯇꯦꯟꯇꯀꯤ ꯃꯒꯨꯟ ꯍꯦꯟꯒꯠꯍꯟꯅꯕꯥ ꯂꯦꯞꯇꯅꯥ ꯍꯣꯠꯅꯕꯥ ꯌꯥꯔꯣꯏ꯫ ꯑꯥꯔꯇꯤꯐꯤꯁꯤꯑꯦꯜ ꯏꯟꯇꯤꯂꯤꯖꯦꯟꯁꯅꯥ ꯄꯦꯇ꯭ꯔꯟꯁꯤꯡ ꯑꯦꯅꯥꯂꯥꯏꯖ ꯇꯧꯗꯨꯅꯥ ꯑꯃꯁꯨꯡ ꯑꯦꯅꯣꯃꯦꯂꯤꯖꯃꯁꯤꯡ ꯐ꯭ꯂꯦꯛ ꯇꯧꯗꯨꯅꯥ ꯐꯥꯏꯅꯥꯟꯁꯤꯑꯦꯜ ꯇ꯭ꯔꯥꯟꯖꯦꯛꯁꯟꯁꯤꯡꯗꯥ ꯐ꯭ꯔꯣꯗ ꯇꯧꯔꯕꯥ ꯊꯕꯛ ꯊꯧꯔꯝꯁꯤꯡ ꯈꯪꯗꯣꯛꯅꯕꯥ ꯁꯤꯖꯤꯟꯅꯕꯥ ꯌꯥꯏ꯫ ꯃꯁꯤꯅꯥ ꯀꯝꯄꯦꯅꯤꯁꯤꯡꯗꯥ ꯁꯦꯜ-ꯊꯨꯝꯒꯤ ꯑꯃꯥꯡ-ꯑꯇꯥꯒꯤ ꯔꯤꯀꯁ ꯍꯟꯊꯍꯟꯕꯗꯥ ꯑꯃꯁꯨꯡ ꯃꯈꯣꯏꯒꯤ ꯁꯦꯀ꯭ꯌꯨꯔꯤꯇꯤꯒꯤ ꯊꯧꯔꯥꯡꯁꯤꯡ ꯐꯒꯠꯍꯟꯕꯗꯥ ꯃꯇꯦꯡ ꯄꯥꯡꯕꯥ ꯉꯝꯒꯅꯤ꯫ ꯂꯣꯏꯁꯤꯜꯂꯛꯄꯗꯥ ꯑꯥꯔꯇꯤꯐꯤꯁꯤꯑꯦꯜ ꯏꯟꯇꯤꯂꯤꯖꯦꯟꯁꯅꯥ ꯀꯝꯄꯦꯅꯤꯁꯤꯡꯅꯥ ꯃꯈꯣꯏꯒꯤ ꯑꯣꯄꯥꯔꯦꯁꯟꯁꯤꯡ ꯐꯒꯠꯍꯟꯅꯕꯥ, ꯋꯥꯈꯜ ꯈꯟꯕꯥ ꯉꯝꯅꯕꯥ ꯑꯃꯁꯨꯡ ꯃꯈꯣꯏꯒꯤ ꯀꯁꯇꯝꯃꯔꯁꯤꯡꯗꯥ ꯍꯦꯟꯅꯥ ꯐꯕꯥ ꯁꯦꯕꯥ ꯇꯧꯅꯕꯥ ꯁꯛꯇꯤ ꯂꯩꯕꯥ ꯈꯨꯠꯂꯥꯏ ꯑꯃꯥ ꯑꯣꯏꯕꯥ ꯌꯥꯏ꯫ ꯃꯈꯣꯏꯒꯤ ꯕꯤꯖꯤꯅꯦꯁ ꯏꯁꯇ꯭ꯔꯦꯇꯦꯖꯤꯗꯥ ꯑꯥꯔꯇꯤꯐꯤꯁꯤꯑꯦꯜ ꯏꯟꯇꯤꯂꯤꯖꯦꯟꯁꯕꯨ ꯌꯥꯎꯍꯟꯗꯨꯅꯥ ꯀꯝꯄꯦꯅꯤꯁꯤꯡꯅꯥ ꯀꯝꯄꯤꯇꯤꯇꯤꯕ ꯑꯣꯏꯕꯥ ꯌꯥꯏ ꯑꯃꯁꯨꯡ ꯏꯅꯣꯕꯦꯁꯟꯒꯤ ꯃꯥꯡꯖꯤꯜ ꯊꯥꯅꯥ ꯂꯩꯕꯥ ꯌꯥꯏ꯫